ꯑꯣꯁꯤꯔꯤꯁꯄꯨ ꯈꯨꯔꯨꯝꯖꯕ ꯋꯥꯔꯤ ꯑꯁꯤꯅꯥ ꯏꯖꯤꯞꯀꯤ ꯀꯜꯆꯔꯒꯤ ꯈ꯭ꯋꯥꯏꯗꯒꯤ ꯃꯔꯨꯑꯣꯏꯕꯥ ꯚꯦꯜꯌꯨ ꯈꯔꯗꯤ ꯌꯥꯎꯈꯤ: ꯅꯨꯡꯁꯤꯅꯕꯥ ꯊꯧꯔꯥꯡ, ꯂꯣꯝꯕꯥ ꯅꯥꯏꯗꯕꯥ ꯄꯨꯟꯁꯤ ꯑꯃꯁꯨꯡ ꯊꯥꯒꯠꯄꯥ꯫ ꯅꯦꯞꯇꯤꯁꯀꯥ ꯂꯣꯢꯅꯅꯥ ꯋꯥꯔꯤ ꯁꯥꯅꯗ꯭ꯔꯤꯉꯩ ꯃꯃꯥꯡꯗꯁꯨ ꯑꯣꯁꯤꯔꯤꯁꯀꯤ ꯃꯇꯥꯡꯗꯥ ꯁꯦꯇꯅꯥ ꯌꯥꯝꯅꯥ ꯅꯨꯡꯉꯥꯏꯇꯕꯥ ꯐꯥꯎꯈꯤꯕꯁꯤ ꯊꯥꯒꯠꯄꯥ ꯐꯣꯡꯗꯣꯛꯄꯥ ꯑꯃꯁꯨꯡ ꯑꯇꯣꯞꯄꯥ ꯀꯅꯥꯒꯨꯝꯕꯥ ꯑꯃꯒꯤ ꯌꯥꯏꯐ-ꯄꯥꯎꯖꯦꯜꯒꯤꯗꯃꯛ ꯏꯀꯥꯏꯕꯥ ꯄꯤꯕꯗꯒꯤ ꯍꯦꯟꯒꯠꯂꯛꯈꯤ꯫ ꯏꯖꯤꯞꯇꯥ ꯊꯥꯒꯠꯄꯥ ꯌꯥꯗꯕꯥ ꯍꯥꯢꯕꯁꯤ ꯃꯈꯜ ꯑꯃꯒꯤ "ꯒꯦꯠꯋꯦ ꯄꯥꯞ" ꯑꯃꯅꯤ ꯃꯗꯨꯅꯥ ꯃꯤꯑꯣꯏ ꯑꯗꯨꯕꯨ ꯑꯇꯩ ꯄꯨꯝꯅꯃꯛꯀꯤꯗꯃꯛ ꯍꯥꯡꯗꯣꯛꯈꯤ꯫ ꯋꯥꯔꯤ ꯑꯁꯤꯅꯥ ꯃꯇꯧ ꯀꯔꯝꯅꯥ ꯏꯁꯣꯔ ꯑꯃꯐꯥꯎꯕꯥ ꯊꯥꯒꯠꯄꯥ ꯌꯥꯗꯕꯥ ꯑꯃꯁꯨꯡ ꯃꯗꯨꯒꯤ ꯃꯇꯨꯡꯗꯥ ꯂꯥꯛꯄꯥ ꯌꯥꯕꯥ ꯐꯜꯁꯤꯡ ꯑꯗꯨ ꯅꯥꯠꯀꯤ ꯑꯣꯏꯕꯥ ꯃꯑꯣꯡꯗꯥ ꯎꯠꯈꯤ꯫ ꯃꯇꯧ ꯑꯁꯨꯝꯅꯥ ꯃꯔꯨ ꯑꯣꯏꯕꯗꯤ, ꯃꯤꯠꯌꯦꯡ ꯑꯁꯤꯅꯥ ꯑꯔꯥꯟꯕꯥ ꯊꯧꯑꯣꯡꯁꯤꯡꯗꯥ ꯑꯣꯔꯗꯔꯅꯥ ꯃꯥꯏꯄꯥꯛꯄꯥ ꯑꯃꯁꯨꯡ ꯂꯝꯗꯝ ꯑꯁꯤꯗꯥ ꯅꯨꯡꯁꯤꯅꯅꯥ ꯂꯩꯃꯤꯟꯅꯕꯒꯤ ꯋꯥꯔꯤ ꯂꯤꯔꯝꯃꯤ꯫ ꯑꯣꯁꯤꯔꯤꯁꯀꯤ ꯑꯃꯨꯛ ꯍꯟꯅꯥ ꯄꯣꯛꯄꯥ ꯑꯁꯤ ꯃꯍꯥꯛꯀꯤ ꯄꯨꯟꯁꯤ ꯄꯤꯕꯤꯕꯥ ꯁꯛꯇꯤꯒꯤ ꯃꯁꯛ ꯑꯃꯥ ꯑꯣꯏꯅꯥ ꯂꯧꯅꯔꯝꯕꯥ ꯅꯥꯏꯜ ꯇꯨꯔꯦꯜꯒꯥ ꯃꯔꯤ ꯂꯩꯅꯈꯤ꯫ ꯑꯣꯁꯤꯔꯤꯁꯀꯤ ꯀꯨꯝꯃꯩꯁꯤꯡ ꯑꯁꯤ ꯏꯁꯣꯔꯒꯤ ꯐꯖꯕꯥ ꯑꯃꯁꯨꯡ ꯃꯍꯥꯛꯀꯤ ꯇ꯭ꯔꯥꯟꯁꯦꯟꯗꯦꯟꯇ ꯄꯥꯋꯔ ꯑꯗꯨꯕꯨ ꯃꯍꯥꯛꯀꯤ ꯁꯤꯕꯥ ꯑꯃꯁꯨꯡ ꯑꯃꯨꯛ ꯍꯟꯅꯥ ꯄꯣꯛꯄꯥ ꯑꯗꯨꯕꯨ ꯅꯤꯡꯁꯤꯡꯕꯥ ꯑꯣꯏꯅꯥ ꯄꯥꯡꯊꯣꯛꯈꯤ꯫ ꯐꯣꯜ ꯑꯣꯐ ꯗ ꯅꯥꯏꯂꯒꯤ ꯀꯨꯝꯃꯩ ꯑꯁꯤꯅꯥ ꯃꯍꯥꯛꯀꯤ ꯁꯤꯕꯒꯤ ꯊꯧꯔꯝ ꯄꯥꯡꯊꯣꯛꯈꯤ ꯑꯗꯨꯒꯥ ꯗ꯭ꯖꯦꯗ ꯄꯤꯂꯥꯔ ꯐꯦꯁꯇꯤꯕꯦꯜꯅꯥ ꯑꯣꯁꯤꯔꯤꯁꯀꯤ ꯍꯤꯡꯒꯠꯂꯛꯄꯒꯤ ꯊꯧꯔꯝ ꯄꯥꯡꯊꯣꯛꯈꯤ꯫ ꯑꯕꯤꯗꯣꯁ ꯁꯍꯔ ꯑꯁꯤ ꯃꯍꯥꯛꯀꯤ ꯀꯜꯆꯔꯦꯜ ꯁꯦꯟꯇꯔ ꯑꯣꯏꯔꯝꯃꯤ ꯑꯃꯁꯨꯡ ꯃꯐꯝ ꯑꯗꯨꯗꯥ ꯂꯩꯔꯤꯕꯥ ꯅꯦꯛꯔꯣꯄꯣꯂꯤꯁ ꯑꯁꯤ ꯃꯤꯌꯥꯝꯅꯥ ꯈ꯭ꯋꯥꯏꯗꯒꯤ ꯄꯥꯝꯅꯕꯥ ꯃꯐꯝ ꯑꯃꯥ ꯑꯣꯏꯔꯛꯈꯤ ꯃꯔꯝꯗꯤ ꯃꯤꯌꯥꯝꯅꯥ ꯏꯁꯣꯔꯒꯥ ꯌꯥꯝꯅꯥ ꯅꯛꯅꯥ ꯊꯝꯕꯤꯕꯥ ꯄꯥꯝꯈꯤ꯫ ꯌꯥꯝꯅꯥ ꯂꯥꯞꯅꯥ ꯂꯩꯕꯥ ꯅꯠꯔꯒꯥ ꯑꯁꯤꯒꯨꯝꯕꯥ ꯃꯈꯜꯒꯤ ꯃꯤ ꯊꯨꯡꯂꯕꯒꯤ ꯔꯤꯁꯣꯔꯁ ꯂꯩꯇꯕꯁꯤꯡꯅꯥ ꯃꯐꯝ ꯑꯗꯨꯗꯥ ꯃꯈꯣꯡꯒꯤ ꯃꯤꯡ ꯌꯥꯎꯕꯥ ꯁ꯭ꯇꯦꯜ ꯑꯃꯥ ꯊꯝꯈꯤ꯫ ꯑꯣꯁꯤꯔꯤꯁ ꯑꯁꯤ ꯈ꯭ꯋꯥꯏꯗꯒꯤ ꯄꯥꯛ ꯁꯟꯅꯥ ꯖꯁ ꯑꯣꯐ ꯗꯦꯗ ꯑꯣꯏꯅꯥ ꯂꯥꯠꯂꯝꯂꯕꯁꯨ ꯁꯤꯕꯥ ꯑꯁꯤ ꯑꯇꯣꯞꯄꯥ ꯂꯝꯗꯝ ꯑꯃꯗꯥ ꯃꯈꯥ ꯇꯥꯅꯥ ꯂꯩꯈꯤ ꯑꯃꯁꯨꯡ ꯁꯤꯕꯥ ꯍꯥꯢꯕꯁꯤ ꯀꯅꯥꯒꯨꯝꯕꯥ ꯑꯃꯒꯤ ꯂꯩꯐꯝꯒꯤ ꯑꯔꯣꯏꯕꯥ ꯑꯣꯏꯈꯤꯗꯦ꯫ ꯃꯔꯝ ꯑꯗꯨꯅꯥ ꯀꯨꯝꯃꯩꯁꯤꯡ ꯑꯁꯤꯅꯥ ꯄꯨꯟꯁꯤꯕꯨ ꯄꯥꯡꯊꯣꯛꯈꯤ ꯄ꯭ꯔ꯭ꯤꯊꯤꯕꯤꯗꯥ ꯑꯃꯁꯨꯡ ꯃꯇꯨꯡꯗꯥ ꯑꯅꯤꯃꯛꯇꯥ ꯑꯃꯁꯨꯡ ꯀꯨꯝꯃꯩꯁꯤꯡ ꯑꯁꯤꯒꯤ ꯁꯔꯨꯛ ꯑꯃꯥ ꯑꯣꯏꯅꯥ ꯑꯣꯁꯤꯔꯤꯁ ꯒꯥꯔꯗꯦꯟ ꯑꯃꯥ ꯊꯥꯈꯤ ꯃꯗꯨꯗꯤ ꯃꯁꯤ ꯏꯁꯣꯔꯒꯤ ꯃꯑꯣꯡꯗꯥ ꯁꯦꯝꯈꯤꯕꯥ ꯑꯃꯁꯨꯡ ꯅꯥꯏꯂꯒꯤ ꯃꯩꯁꯥ ꯑꯃꯁꯨꯡ ꯏꯁꯤꯡꯅꯥ ꯌꯣꯛꯄꯥ ꯕꯥꯒꯥꯟꯒꯤ ꯐꯃꯨꯡ ꯑꯃꯅꯤ꯫ ꯃꯇꯨꯡꯗꯥ ꯊꯣꯛꯂꯛꯀꯗꯕꯥ ꯆꯦꯡꯁꯤꯡ ꯑꯗꯨꯅꯥ ꯑꯣꯁꯤꯔꯤꯁꯄꯨ ꯁꯤꯔꯕꯥ ꯃꯇꯨꯡꯗꯥ ꯍꯤꯡꯒꯠꯂꯛꯄꯒꯤ ꯃꯃꯤ ꯇꯥꯈꯤ ꯑꯃꯁꯨꯡ ꯕꯥꯒꯥꯟ ꯑꯗꯨ ꯌꯦꯡꯁꯤꯜꯂꯤꯕꯥ ꯃꯤꯑꯣꯏ ꯑꯗꯨꯒꯤꯗꯃꯛ ꯂꯣꯢꯕꯥ ꯅꯥꯏꯗꯕꯥ ꯄꯨꯟꯁꯤꯒꯤ ꯋꯥꯁꯛ ꯑꯗꯨꯁꯨ ꯑꯣꯏꯈꯤ꯫ ꯃꯇꯦꯡ ꯂꯧꯔꯛꯐꯝ:ꯂꯥꯏ ꯋꯥꯔꯤ꯫ ꯂꯤꯁꯤꯡꯑꯅꯤꯒ ꯇꯔꯥꯃꯉꯥ ꯒꯤ ꯑꯣꯛꯇꯣꯕꯔ ꯀꯨꯟꯗꯥ ꯃꯍꯥꯛ ꯕꯦꯟꯆꯇꯒꯤ ꯊꯣꯔꯛꯈꯤ ꯑꯃꯁꯨꯡ ꯌꯨ꯬ꯑꯦꯐ꯬ꯑꯦ ꯆꯦꯝꯄꯤꯌꯟꯁ ꯂꯤꯒꯀꯤ ꯒ꯭ꯔꯨꯞ ꯁ꯭ꯇꯦꯖꯇꯥ ꯕꯦꯌꯥꯔꯟ ꯃ꯭ꯌꯨꯅꯤꯛꯇꯥ ꯑꯅꯤ-ꯁꯣꯢꯅꯣꯗꯥ ꯃꯥꯏꯊꯤꯕꯥ ꯄꯤꯈꯤꯕꯥ ꯃꯦꯆ ꯑꯃꯗꯥ ꯑꯍꯥꯟꯕꯥ ꯒꯣꯜ ꯑꯗꯨ ꯆꯟꯈꯤ ꫰ ꯗꯤꯁꯦꯝꯕꯔ ꯃꯄꯟꯗꯥ ꯃꯍꯥꯛꯅꯥ ꯑꯣꯂꯤꯝꯄꯤꯌꯥꯀꯣꯁꯇꯥ ꯑꯍꯨꯝ-ꯁꯣꯢꯅꯣꯗꯥ ꯃꯥꯏꯊꯤꯕꯥ ꯄꯤꯗꯨꯅꯥ ꯒꯣꯜ ꯑꯅꯤꯒꯤ ꯃꯥꯏꯄꯥꯛꯄꯥ ꯃꯊꯧ ꯇꯥꯕꯥ ꯒꯅꯔꯁꯤꯡꯕꯨ ꯆꯦꯝꯄꯤꯌꯟꯁ ꯂꯤꯒꯀꯤ ꯂꯥꯁ꯭ꯠ-ꯇꯔꯥꯇꯔꯨꯛꯇꯥ ꯌꯥꯎꯍꯟꯕꯗꯥ ꯃꯇꯦꯡ ꯄꯥꯡꯈꯤ ꫰ ꯅꯨꯃꯤꯠ ꯃꯔꯤꯅꯤꯒꯤ ꯃꯇꯨꯡꯗꯥ ꯑꯦꯁꯇꯣꯟ ꯚꯤꯂꯥꯕꯨ ꯑꯅꯤ-ꯁꯣꯢꯅꯣ ꯗꯥ ꯃꯥꯏꯊꯤꯕꯥ ꯄꯤꯈꯤꯕꯥ ꯃꯦꯆ ꯑꯃꯗꯥ ꯖꯤꯔꯣꯗꯅꯥ ꯑꯍꯥꯟꯕꯥ ꯒꯣꯜ ꯑꯗꯨ ꯆꯟꯈꯤꯕꯒꯥ ꯂꯣꯏꯅꯅꯥ ꯀ꯭ꯂꯕꯀꯤꯗꯃꯛ ꯄ꯭ꯔꯤꯃꯤꯌꯥꯔ ꯂꯤꯒꯀꯤ ꯒꯣꯜ ꯌꯥꯡꯈꯩꯔꯣꯝ ꯊꯥꯈꯤꯕꯥ ꯑꯥꯔꯁꯦꯅꯥꯜꯒꯤ ꯇꯔꯦꯠꯁꯨꯕꯥ ꯄ꯭ꯂꯦꯌꯥꯔ ꯈꯛꯇꯃꯛ ꯑꯣꯏꯈꯤ ꫰ ꯢꯪ ꯂꯤꯁꯤꯡꯑꯅꯤꯒ ꯇꯔꯥꯇꯔꯨꯛ ꯀꯤ ꯃꯦ ꯅꯤꯄꯥꯜꯗꯥ ꯁꯤꯇꯤ ꯑꯣꯐ ꯃ꯭ꯌꯥꯟꯆꯦꯁꯇꯔ ꯁ꯭ꯇꯦꯗꯤꯌꯝꯗꯥ ꯃ꯭ꯌꯥꯟꯆꯦꯁꯇꯔ ꯁꯤꯇꯤꯒꯥ ꯑꯅꯤ-ꯑꯅꯤ ꯗꯥ ꯃꯥꯏꯊꯤꯕꯥ ꯄꯤꯈꯤ꯫